ꯃꯦꯒ꯭ꯅꯦꯇꯤꯖꯝꯒꯤ ꯅꯨꯡꯉꯥꯏꯕꯁꯤꯡ ꯑꯗꯨ ꯁꯟꯗꯣꯛꯅ ꯇꯥꯛꯄꯤꯌꯨ꯫ ꯃꯦꯒ꯭ꯅꯦꯇꯤꯖꯝ ꯑꯁꯤ ꯏꯂꯦꯛꯇꯔꯤꯛ ꯆꯥꯔꯖꯒꯤ ꯃꯣꯁꯟꯗꯒꯤ ꯂꯥꯛꯄꯥ ꯐꯟꯗꯥꯃꯦꯟꯇꯦꯜ ꯐꯣꯔꯁ ꯑꯃꯅꯤ꯫ ꯃꯁꯤꯒꯤ ꯎꯕ ꯐꯪꯗꯕ ꯐꯣꯔꯁ ꯑꯁꯤꯅ ꯃꯦꯒ꯭ꯅꯦꯠ ꯀꯧꯕꯥ ꯑꯀꯛꯅꯕ ꯃꯆꯥꯛꯁꯤꯡꯅ ꯑꯇꯣꯞꯄꯥ ꯃꯆꯥꯛꯁꯤꯡꯕꯨ ꯄꯨꯛꯅꯤꯡ ꯆꯤꯡꯁꯤꯅꯕ ꯅꯠꯇ꯭ꯔꯒꯥ ꯂꯧꯊꯣꯛꯄꯥ ꯉꯝꯍꯜꯂꯤ꯫ ꯃꯦꯒ꯭ꯅꯦꯇꯤꯛ ꯄꯣꯜꯁꯤꯡ: ꯃꯦꯒ꯭ꯅꯦꯇꯤꯛ ꯄꯣꯜ ꯈꯨꯗꯤꯡꯃꯛꯀꯤ ꯃꯑꯣꯡ ꯅꯠꯇ꯭ꯔꯒꯥ ꯁꯥꯏꯖ ꯌꯦꯡꯗꯅ, ꯅꯣꯡꯄꯣꯛ ꯑꯃꯁꯨꯡ ꯈꯥ ꯊꯪꯕ ꯃꯦꯒ꯭ꯅꯦꯇꯤꯛ ꯄꯣꯜ ꯑꯅꯤ ꯂꯩ꯫ ꯃꯁꯤꯒꯤ ꯑꯣꯄꯣꯖꯤꯁꯟ ꯆꯥꯔꯖ ꯇꯧꯔꯕ ꯄꯣꯜꯁꯤꯡ ꯑꯁꯤꯅ ꯑꯇꯣꯞꯄꯥ ꯃꯦꯒ꯭ꯅꯦꯇꯁꯤꯡꯕꯨ ꯄꯨꯛꯅꯤꯡ ꯆꯤꯡꯁꯤꯅꯕ ꯅꯠꯇ꯭ꯔꯒꯥ ꯂꯥꯛꯁꯤꯟꯕ ꯉꯝꯕ ꯃꯦꯒ꯭ꯅꯦꯇꯤꯛ ꯐꯣꯔꯁꯁꯤꯡ ꯊꯣꯛꯍꯜꯂꯤ꯫ ꯄꯣꯜ ꯑꯃꯈꯛꯇꯃꯛ ꯂꯩꯕ ꯃꯦꯒ꯭ꯅꯦꯠ ꯑꯃ ꯂꯩꯕ ꯍꯥꯏꯕꯁꯤ ꯑꯣꯏꯊꯣꯛꯂꯣꯏ, ꯃꯔꯝꯗꯤ ꯃꯦꯒ꯭ꯅꯦꯠ ꯑꯃꯕꯨ ꯁꯔꯨꯛ ꯑꯅꯤ ꯊꯣꯛꯅ ꯀꯥꯞꯁꯤꯟꯕꯅ ꯃꯔꯝ ꯑꯣꯏꯗꯨꯅ ꯃꯦꯒ꯭ꯅꯦꯠ ꯑꯅꯤ ꯊꯣꯛꯏ, ꯃꯈꯣꯏ ꯈꯨꯗꯤꯡꯃꯛꯀꯤ ꯃꯁꯥꯒꯤ ꯑꯣꯏꯕ ꯅꯣꯡꯄꯣꯛ ꯑꯃꯁꯨꯡ ꯈꯥ ꯄꯣꯜ ꯂꯩ꯫ ꯃꯦꯒ꯭ꯅꯦꯇꯤꯛ ꯐꯤꯜꯗꯁꯤꯡ: ꯃꯦꯒ꯭ꯅꯦꯇꯤꯛ ꯑꯃꯒꯤ ꯑꯀꯣꯏꯕꯗ ꯂꯩꯕ ꯃꯐꯝ ꯑꯗꯨꯕꯨ ꯃꯁꯤꯒꯤ ꯃꯦꯒ꯭ꯅꯦꯇꯤꯛ ꯐꯣꯔꯁ ꯑꯁꯤ ꯈꯪꯗꯣꯛꯄꯥ ꯉꯝꯕ ꯂꯝꯗꯝ ꯑꯁꯤꯕꯨ ꯃꯦꯒ꯭ꯅꯦꯇꯤꯛ ꯐꯤꯜꯗ ꯍꯥꯏꯅ ꯈꯪꯅꯩ꯫ ꯐꯤꯜꯗ ꯑꯁꯤ ꯃꯍꯧꯁꯥꯅ ꯃꯦꯒ꯭ꯅꯦꯇꯤꯛ ꯐꯤꯜꯗ ꯂꯥꯏꯟꯁꯤꯡ ꯁꯤꯖꯤꯟꯅꯗꯨꯅ ꯚꯤꯖꯨꯑꯦꯂꯥꯏꯖ ꯇꯧꯏ, ꯃꯗꯨꯅ ꯐꯤꯜꯗ ꯑꯗꯨꯒꯤ ꯐꯣꯔꯁꯀꯤ ꯃꯥꯏꯀꯩ ꯑꯗꯨ ꯇꯥꯛꯏ꯫ ꯅꯍꯥꯛꯅ ꯃꯦꯒ꯭ꯅꯦꯇꯤꯛ ꯐꯤꯜꯗ ꯑꯗꯨꯗꯒꯤ ꯍꯦꯟꯅ ꯂꯥꯞꯅ ꯆꯠꯄꯥ ꯃꯇꯝꯗ ꯃꯦꯒ꯭ꯅꯦꯇꯤꯛ ꯐꯤꯜꯗꯒꯤ ꯃꯄꯥꯉꯡꯒꯜ ꯍꯟꯊꯔꯛꯏ꯫ ꯏꯂꯦꯛꯇꯔꯣꯃꯦꯒ꯭ꯅꯦꯇꯤꯖꯝ: ꯃꯦꯒ꯭ꯅꯦꯇꯤꯖꯝ ꯑꯃꯁꯨꯡ ꯏꯂꯦꯛꯇꯔꯤꯁꯤꯇꯤ ꯑꯁꯤ ꯌꯥꯝꯅ ꯅꯛꯅ ꯃꯔꯤ ꯂꯩꯅꯦ, ꯑꯃꯁꯨꯡ ꯏꯂꯦꯛꯇꯔꯣꯃꯦꯒ꯭ꯅꯦꯇꯤꯖꯝꯒꯤ ꯐꯤꯚꯝ ꯑꯁꯤꯅ ꯃꯔꯤ ꯑꯁꯤꯕꯨ ꯐꯣꯡꯗꯣꯛꯂꯤ꯫ ꯋꯥꯏꯌꯔ ꯑꯃꯒꯤ ꯃꯅꯨꯡꯗ ꯏꯂꯦꯛꯇꯔꯤꯛ ꯀꯔꯦꯟꯇ ꯑꯃꯥ ꯆꯦꯜꯂꯛꯄꯥ ꯃꯇꯝꯗ ꯃꯗꯨꯒꯤ ꯑꯀꯣꯏꯕꯗ ꯃꯦꯒ꯭ꯅꯦꯇꯤꯛ ꯐꯤꯜꯗ ꯑꯃ ꯊꯣꯛꯏ꯫ ꯃꯁꯤꯒꯤ ꯑꯣꯟꯅ-ꯇꯩꯅꯕꯗ, ꯍꯣꯡꯂꯛꯂꯤꯕ ꯃꯦꯒ꯭ꯅꯦꯇꯤꯛ ꯐꯤꯜꯗ ꯑꯃꯅ ꯃꯅꯥꯛ ꯅꯛꯄꯥ ꯀꯟꯗꯨꯛꯇꯔ ꯑꯃꯗ ꯏꯂꯦꯛꯇꯔꯤꯛ ꯀꯔꯦꯟꯇ ꯑꯃ ꯊꯣꯛꯍꯟꯕ ꯌꯥꯏ꯫ ꯏꯂꯦꯛꯇꯔꯣꯃꯦꯒ꯭ꯅꯦꯇꯁꯤꯡ ꯑꯁꯤ ꯋꯥꯏꯌꯥꯔꯒꯤ ꯀꯣꯏꯜ ꯑꯃꯒꯤ ꯈꯨꯠꯊꯥꯡꯗ ꯏꯂꯦꯛꯇꯔꯤꯛ ꯀꯔꯦꯟꯇ ꯑꯃ ꯆꯠꯍꯟꯗꯨꯅ ꯑꯀꯟꯕ ꯃꯦꯒ꯭ꯅꯦꯇꯤꯛ ꯐꯤꯜꯗ ꯑꯃ ꯄꯨꯊꯣꯛꯄꯅ ꯁꯦꯝꯕꯅꯤ꯫ ꯃꯦꯒ꯭ꯅꯦꯇꯤꯛ ꯃꯦꯇꯔꯤꯑꯦꯜꯁꯤꯡ: ꯑꯥꯏꯔꯟ, ꯅꯤꯀꯜ, ꯑꯃꯁꯨꯡ ꯀꯣꯕꯜꯇꯒꯨꯝꯕ ꯑꯀꯛꯅꯕ ꯃꯆꯥꯛꯁꯤꯡ ꯑꯁꯤ ꯃꯍꯧꯁꯥꯅ ꯃꯦꯒ꯭ꯅꯦꯇꯤꯛ ꯑꯣꯏ꯫ ꯐꯦꯔꯣꯃꯦꯒ꯭ꯅꯦꯇꯤꯛ ꯃꯆꯥꯛꯁꯤꯡ ꯍꯥꯏꯅ ꯈꯪꯅꯕ ꯃꯆꯥꯛꯁꯤꯡ ꯑꯁꯤ ꯃꯄꯥ ꯃꯦꯒ꯭ꯅꯦꯇꯤꯛ ꯐꯤꯜꯗ ꯑꯃꯅ ꯑꯦꯂꯥꯏꯟ ꯇꯧꯕ ꯌꯥꯏ ꯌꯥꯕ ꯑꯄꯤꯛꯄꯥ ꯃꯦꯒ꯭ꯅꯦꯇꯤꯛ ꯗꯣꯃꯦꯟꯁꯤꯡꯅ ꯁꯦꯝꯕꯅꯤ꯫ ꯑꯦꯂꯨꯃꯤꯅꯤꯌꯝ ꯑꯃꯁꯨꯡ ꯀꯄꯥꯔꯒꯨꯝꯕ ꯑꯇꯩ ꯃꯆꯥꯛꯁꯤꯡ ꯑꯁꯤ ꯃꯍꯧꯁꯥꯅ ꯃꯦꯒ꯭ꯅꯦꯇꯤꯛ ꯑꯣꯏꯗꯦ ꯑꯗꯨꯕꯨ ꯃꯦꯒ꯭ꯅꯦꯇꯤꯛ ꯐꯤꯜꯗ ꯑꯃꯗ ꯁꯣꯛꯍꯜꯂꯕ ꯃꯇꯝꯗ ꯃꯦꯒ꯭ꯅꯦꯇꯤꯛ ꯑꯣꯏꯕ ꯌꯥꯏ꯫ ꯄ꯭ꯔꯤꯊꯤꯕꯤꯒꯤ ꯃꯦꯒ꯭ꯅꯦꯇꯤꯛ ꯐꯤꯜꯗ: ꯄ꯭ꯔꯤꯊꯤꯕꯤ ꯃꯁꯥꯃꯛ ꯑꯆꯧꯕ ꯃꯦꯒ꯭ꯅꯦꯇꯤꯛ ꯑꯃꯅꯤ, ꯑꯃꯁꯨꯡ ꯃꯁꯤꯒꯤ ꯃꯦꯒ꯭ꯅꯦꯇꯤꯛ ꯐꯤꯜꯗ ꯑꯁꯤ ꯃꯁꯤꯒꯤ ꯀꯣꯔꯗꯥ ꯂꯩꯕ ꯃꯩꯈꯨ ꯆꯦꯟꯗꯕ ꯑꯥꯏꯔꯟ ꯈꯣꯡꯖꯦꯜꯅ ꯁꯦꯝꯕꯅꯤ꯫ ꯃꯁꯤꯒꯤ ꯃꯦꯒ꯭ꯅꯦꯇꯤꯛ ꯐꯤꯜꯗ ꯑꯁꯤ ꯄ꯭ꯔꯤꯊꯤꯕꯤꯗ ꯂꯩꯔꯤꯕ ꯄꯨꯟꯁꯤꯒꯤꯗꯃꯛ ꯇꯉꯥꯏꯐꯗꯕ ꯑꯃꯅꯤ, ꯃꯔꯝꯗꯤ ꯃꯁꯤꯅ ꯑꯩꯈꯣꯏꯕꯨ ꯃꯥꯡꯍꯟ ꯇꯥꯛꯍꯟꯅꯕ ꯁꯣꯂꯥꯔ ꯑꯃꯁꯨꯡ ꯀꯣꯁ꯭ꯃꯤꯛ ꯔꯦꯗꯤꯑꯦꯁꯟꯗꯒꯤ ꯉꯥꯛꯊꯣꯛꯏ꯫ ꯄ꯭ꯔꯤꯊꯤꯕꯤꯒꯤ ꯃꯦꯒ꯭ꯅꯦꯇꯤꯛ ꯄꯣꯜꯁꯤꯡ ꯑꯁꯤ ꯐꯤꯛꯁ ꯇꯧꯗꯦ ꯑꯃꯁꯨꯡ ꯃꯇꯝ ꯃꯇꯝꯒꯤ ꯑꯣꯏꯅ ꯄꯣꯖꯤꯁꯟ ꯍꯣꯡꯗꯣꯛ ꯍꯣꯡꯖꯤꯟ ꯇꯧꯕ ꯌꯥꯏ ꯍꯥꯏꯅ ꯈꯪꯅꯔꯛꯂꯤ꯫ ꯂꯣꯏꯁꯤꯜꯂꯛꯄꯗ, ꯃꯦꯒ꯭ꯅꯦꯇꯤꯖꯝ ꯑꯁꯤ ꯌꯥꯝꯅ ꯂꯨꯕ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕ ꯊꯧꯗꯣꯛ ꯑꯃꯅꯤ, ꯃꯁꯤꯗ ꯅꯨꯡꯉꯥꯏꯕ ꯑꯃꯁꯨꯡ ꯃꯌꯦꯛ ꯁꯦꯡꯕ ꯀꯌꯥ ꯂꯩ꯫ ꯃꯁꯤ ꯏꯂꯦꯛꯇꯔꯤꯁꯤꯇꯤꯒ ꯌꯥꯝꯅ ꯅꯛꯅ ꯃꯔꯤ ꯂꯩꯅꯩ, ꯑꯃꯁꯨꯡ ꯃꯁꯤꯒꯤ ꯏꯐꯦꯛꯇꯁꯤꯡ ꯑꯁꯤ ꯃꯆꯥꯛꯁꯤꯡꯗ, ꯄ꯭ꯔꯤꯊꯤꯕꯤꯗ ꯑꯃꯁꯨꯡ ꯀꯣꯁ꯭ꯃꯣꯁꯇꯥ ꯐꯥꯎꯕ ꯎꯕ ꯐꯪꯏ꯫